ꯇꯦꯛꯅꯣꯂꯣꯖꯤꯅ ꯑꯦꯖꯨꯀꯦꯁꯟꯗ ꯄꯤꯔꯤꯕ ꯄꯣꯖꯤꯇꯤꯞ ꯑꯣꯏꯅ ꯏꯐꯦꯛ ꯃꯉꯥꯒꯤ ꯂꯤꯁ ꯑꯃ‌ ꯁꯦꯝꯃꯨ꯫ ꯇꯝꯅꯕꯒꯤ ꯇꯧꯕ ꯉꯝꯕꯁꯤꯡ ꯍꯦꯟꯒꯠꯍꯟꯕ- ꯇꯦꯛꯅꯣꯂꯣꯖꯤꯅ ꯃꯍꯩꯔꯣꯏꯁꯤꯡꯗ ꯏꯟꯇꯔꯦꯛꯇꯤꯞ ꯑꯃꯁꯨꯡ ꯚꯤꯖꯨꯑꯦꯜ ꯑꯣꯏꯅ ꯊꯧꯅꯥ ꯍꯥꯞꯄ ꯍꯦꯟꯅ ꯇꯝꯕꯤꯕꯒꯤ ꯔꯤꯁꯣꯔꯁꯁꯤꯡ ꯐꯪꯍꯟꯕ ꯉꯝꯍꯜꯂꯦ, ꯃꯁꯤꯅ ꯃꯈꯣꯏꯒꯤ ꯑꯔꯨꯕ ꯋꯥꯈꯜꯂꯣꯟꯁꯤꯡꯒꯤ ꯃꯇꯥꯡꯗ ꯂꯧꯁꯤꯡ ꯐꯒꯠꯍꯟꯕ ꯉꯝꯒꯅꯤ꯫ ꯃꯍꯩꯔꯣꯏꯁꯤꯡꯅ ꯁꯔꯨꯛ ꯌꯥꯕ ꯍꯦꯟꯒꯠꯍꯟꯕ- ꯇꯦꯛꯅꯣꯂꯣꯖꯤꯒ ꯂꯣꯏꯅꯅ ꯑꯦꯖꯨꯀꯦꯇꯔꯁꯤꯡꯅ ꯃꯜꯇꯤꯃꯦꯗꯤꯌꯥ ꯑꯃꯁꯨꯡ ꯏꯟꯇꯔꯦꯛꯇꯤꯕ ꯇꯦꯛꯅꯣꯂꯣꯖꯤꯁꯤꯡ ꯌꯥꯎꯕ ꯍꯦꯟꯅ ꯄꯨꯛꯅꯤꯡ ꯆꯤꯡꯁꯤꯟꯅꯤꯡꯉꯥꯏ ꯑꯣꯏꯕ ꯂꯥꯏꯁꯣꯟꯁꯤꯡ ꯁꯦꯝꯒꯠꯄ ꯉꯝꯒꯅꯤ, ꯃꯗꯨꯅ ꯃꯍꯩꯔꯣꯏꯁꯤꯡꯗ ꯇꯝꯕꯗ ꯍꯦꯟꯅ ꯄꯨꯛꯅꯤꯡ ꯆꯤꯡꯁꯤꯟꯅꯤꯡꯉꯥꯏ ꯑꯣꯏꯕ ꯑꯃꯁꯨꯡ ꯅꯨꯡꯉꯥꯏꯕ ꯑꯣꯏꯍꯟꯕ ꯉꯝꯒꯅꯤ꯫ ꯄꯔꯁꯣꯅꯦꯂꯥꯏꯖ ꯂꯔꯅꯤꯡ- ꯑꯦꯛꯖꯦꯛꯇꯤꯞ ꯇꯦꯛꯅꯣꯂꯣꯖꯤꯒꯤ ꯈꯨꯠꯊꯥꯡꯗ, ꯑꯦꯖꯨꯀꯦꯁꯅꯦꯜ ꯁꯣꯐꯋꯦꯌꯔ ꯑꯁꯤ ꯃꯍꯩꯔꯣꯏ ꯈꯨꯗꯤꯡꯃꯛꯀꯤ ꯃꯤꯑꯣꯏ ꯑꯃꯒꯤ ꯃꯊꯧ ꯇꯥꯕꯁꯤꯡꯒꯤ ꯃꯇꯨꯡ ꯏꯟꯅ ꯁꯦꯝꯗꯣꯛꯄ ꯌꯥꯏ, ꯃꯁꯤꯅ ꯃꯈꯣꯏ ꯃꯁꯥꯒꯤ ꯈꯣꯡꯖꯦꯜꯗ‌ ꯄ꯭ꯔꯣꯒ꯭ꯔꯦꯁ ꯇꯧꯕꯗ ꯃꯇꯦꯡ ꯄꯥꯡꯏ ꯑꯃꯁꯨꯡ ꯃꯈꯣꯏꯅ ꯂꯥꯟꯊꯦꯡꯅꯔꯛꯄ ꯌꯥꯕ ꯂꯝꯁꯤꯡꯗ ꯄꯥꯟꯗꯝ ꯊꯝꯂꯤꯕ‌ ꯏꯟꯁꯇ꯭ꯔꯛꯁꯟ ꯐꯪꯒꯅꯤ꯫ ꯀꯝꯃ꯭ꯌꯨꯅꯤꯀꯦꯁꯟ ꯐꯒꯠꯍꯟꯕ- ꯇꯦꯛꯅꯣꯂꯣꯖꯤꯅ ꯃꯍꯩꯔꯣꯏꯁꯤꯡ ꯑꯃꯁꯨꯡ ꯑꯣꯖꯥꯁꯤꯡꯅ ꯑꯃꯒ ꯑꯃꯒ ꯄꯥꯎ ꯐꯥꯎꯅꯍꯟꯕꯗ ꯑꯃꯁꯨꯡ ꯋꯥꯔꯤ ꯁꯥꯅꯕꯗ ꯂꯥꯏꯊꯣꯛꯍꯜꯂꯦ, ꯏꯃꯦꯜ, ꯏꯟꯁꯇꯦꯟ ꯃꯦꯁꯦꯖꯤꯡ, ꯅꯠꯇ꯭ꯔꯒ ꯑꯣꯟꯂꯥꯏꯟ ꯐꯣꯔꯝꯒꯤ ꯈꯨꯠꯊꯥꯡꯗ ꯑꯣꯏꯔꯕꯁꯨ, ꯃꯁꯤꯅ ꯃꯈꯣꯏꯒꯤ ꯃꯔꯤ ꯍꯦꯟꯒꯠꯍꯟꯕ ꯉꯝꯒꯅꯤ ꯑꯃꯁꯨꯡ ꯄꯨꯟꯅ ꯊꯕꯛ ꯇꯧꯃꯤꯟꯅꯕꯗ ꯑꯍꯣꯡꯕ ꯄꯨꯔꯛꯄ ꯉꯝꯒꯅꯤ꯫ ꯃꯥꯂꯦꯝꯒꯤ ꯑꯣꯏꯕ ꯑꯦꯖꯨꯀꯦꯁꯟꯒꯤ ꯔꯤꯁꯣꯔꯁꯁꯤꯡ ꯐꯪꯍꯟꯕ- ꯑꯣꯟꯂꯥꯏꯟ ꯂꯔꯅꯤꯡ ꯔꯤꯁꯣꯔꯁꯁꯤꯡ ꯍꯦꯟꯒꯠꯂꯛꯄꯒ ꯂꯣꯏꯅꯅ ꯍꯧꯖꯤꯛꯇꯤ ꯃꯍꯩꯔꯣꯏꯁꯤꯡꯅ ꯃꯥꯂꯦꯝꯒꯤ ꯃꯐꯝ ꯑꯃꯍꯦꯛꯇꯗꯒꯤ ꯏꯟꯐꯣꯔꯃꯦꯁꯟ ꯑꯃꯁꯨꯡ ꯑꯦꯖꯨꯀꯦꯁꯅꯦꯜ ꯃꯦꯇꯔꯤꯌꯦꯜꯁꯤꯡ ꯑꯦꯛꯁꯦꯁ ꯇꯧꯕ ꯌꯥꯔꯦ, ꯃꯈꯣꯏꯒꯤ ꯂꯧꯁꯤꯡ ꯑꯃꯁꯨꯡ ꯇꯣꯉꯥꯟ-ꯇꯣꯉꯥꯟꯕ ꯃꯤꯠꯌꯦꯡꯁꯤꯡꯗ‌ ꯑꯦꯛꯁꯄꯣꯖ ꯇꯧꯕ ꯌꯥꯔꯦ꯫ ꯄꯦꯔꯥꯒ꯭ꯔꯥꯐ ꯑꯗꯨꯗ, ꯚꯦꯔꯤꯐꯥꯏ ꯇꯧꯕ ꯌꯥꯕ ꯋꯥꯐꯝ ꯑꯃ ꯊꯤꯌꯨ꯫ ꯑꯆꯧꯕꯥ ꯄꯥꯟꯗꯥ ꯑꯁꯤ ꯆꯦꯏꯅꯥꯏꯗꯥ ꯈꯨꯗꯣꯡꯊꯤꯕ ꯅꯪꯂꯕ ꯁꯥ ꯃꯈꯜ ꯑꯃꯅꯤ ꯑꯃꯁꯨꯡ ꯃꯔꯨꯑꯣꯏꯅ ꯇꯨꯔꯦꯜꯁꯤꯡꯗ ꯍꯤꯡꯏ꯫ ꯄꯦꯔꯥꯒ꯭ꯔꯥꯐ ꯑꯁꯤꯗꯥ ꯚꯦꯔꯤꯐꯥꯏ ꯇꯧꯕꯥ ꯌꯥꯕ ꯋꯥꯐꯝ ꯑꯃꯗꯤ "ꯑꯆꯧꯕꯥ ꯄꯥꯟꯗꯥ ꯑꯁꯤ ꯆꯦꯏꯅꯥꯏꯗꯥ ꯂꯣꯏꯁꯤꯜꯂꯛꯀꯗꯕ ꯁ꯭ꯄꯦꯁꯤꯁ ꯑꯃꯅꯤ꯫" ꯄꯤꯔꯤꯕ ꯋꯥꯍꯩꯁꯤꯡ ꯑꯁꯤꯒꯤ ꯃꯥꯟꯅꯕꯥ ꯑꯦꯟꯇꯣꯅꯤꯝꯁꯤꯡ ꯊꯤꯕꯤꯌꯨ꯫ ꯋꯥꯍꯩꯁꯤꯡ: ꯍꯦꯟꯒꯠꯂꯛꯄ, ꯀꯝꯄ꯭ꯂꯦꯛꯁ ꯑꯣꯏꯕ꯫ ꯍꯦꯟꯒꯠꯂꯛꯄꯒꯤ ꯑꯦꯟꯇꯣꯅꯤꯝ ꯑꯁꯤ ꯍꯟꯊꯔꯛꯄꯅꯤ ꯑꯃꯁꯨꯡ ꯀꯝꯄ‍꯭ꯂꯦꯛꯁꯀꯤꯗꯃꯛꯇ ꯑꯦꯟꯇꯣꯅꯤꯝ ꯑꯁꯤ ꯏꯆꯝ ꯆꯝꯕ ꯑꯣꯏ꯫